ꯀꯝꯄꯌꯨꯇꯔ ꯁꯥꯏꯟꯁ ꯑꯁꯤ ꯃꯔꯨꯑꯣꯏꯕꯒꯤ ꯃꯔꯝ ꯃꯉꯥ ꯄꯤꯌꯨ꯫ ꯃꯁꯤꯡ ꯌꯥꯝꯂꯕ ꯊꯕꯛꯀꯤ ꯈꯨꯗꯣꯡꯆꯥꯕ- ꯇꯦꯛꯅꯣꯂꯣꯖꯤ ꯏꯟꯗꯁ꯭ꯠꯔꯤ ꯑꯁꯤ ꯌꯥꯝꯅ ꯊꯨꯅꯥ ꯆꯥꯎꯈꯠꯂꯛꯂꯤ, ꯃꯁꯤꯅ ꯀꯝꯄꯌꯨꯇꯔ ꯁꯥꯏꯟꯁꯀꯤ ꯁ꯭ꯄꯦꯁꯤꯑꯦꯂꯤꯁ꯭ꯇꯁꯤꯡꯒꯤ ꯗꯤꯃꯥꯟꯗ ꯍꯦꯒꯠꯍꯜꯂꯤ꯫ ꯂꯝ ꯑꯁꯤꯅ ꯁꯣꯐꯋꯦꯌꯔ ꯗꯤꯕꯦꯂꯞꯃꯦꯟꯇ, ꯅꯦꯇꯋꯥꯔꯛ ꯑꯦꯗꯃꯤꯅꯤꯁ꯭ꯇꯔꯦꯁꯟ, ꯗꯇꯥꯕꯦꯖ ꯃꯦꯅꯦꯖꯃꯦꯟꯇ, ꯑꯃꯁꯨꯡ ꯋꯦꯕ ꯗꯤꯖꯥꯏꯟ ꯌꯥꯎꯅꯥ ꯀꯦꯔꯤꯌꯔꯒꯤ ꯈꯨꯗꯣꯡꯆꯥꯕ ꯀꯌꯥ ꯑꯃ ꯄꯤꯔꯤ꯫ ꯑꯔꯨꯕꯥ ꯁꯃꯁꯤꯌꯥꯁꯤꯡ ꯀꯣꯛꯍꯟꯕꯥ- ꯀꯝꯄꯌꯨꯇꯔ ꯁꯥꯏꯟꯇꯤꯁ꯭ꯇꯁꯤꯡꯅ ꯂꯣꯖꯤꯀꯦꯜ ꯑꯣꯏꯅ ꯈꯟꯕꯥ ꯑꯃꯁꯨꯡ ꯑꯔꯨꯕꯥ ꯁꯃꯁꯤꯌꯥꯁꯤꯡ ꯑꯁꯤ ꯑꯦꯟꯂꯥꯏꯇꯤꯀꯦꯜ ꯑꯃꯁꯨꯡ ꯀ꯭ꯔꯤꯌꯦꯇꯤꯕ ꯁꯣꯂꯨꯁꯟꯁꯤꯡꯒꯥ ꯂꯣꯏꯅꯅꯥ ꯊꯦꯡꯅꯅꯕꯥ ꯇ꯭ꯔꯦꯟ ꯇꯧꯏ꯫ ꯃꯈꯣꯏꯒꯤ ꯍꯩꯁꯤꯡꯕꯥ ꯑꯁꯤ ꯌꯥꯝꯅ ꯂꯥꯞꯅ ꯂꯩ ꯑꯃꯁꯨꯡ ꯐꯥꯏꯅꯥꯟꯁ, ꯃꯦꯗꯤꯁꯤꯟ, ꯏꯟꯖꯤꯅꯤꯌꯔꯤꯡ, ꯑꯃꯁꯨꯡ ꯑꯦꯖꯨꯀꯦꯁꯟꯒꯨꯝꯕꯥ ꯏꯟꯗꯁ꯭ꯇꯔꯤ ꯀꯌꯥꯗ ꯁꯤꯖꯤꯟꯅꯕꯥ ꯌꯥꯏ꯫ ꯑꯍꯨꯝ) ꯇꯦꯛꯅꯣꯂꯣꯖꯤꯒꯤ ꯑꯍꯣꯡꯕꯥ- ꯀꯝꯄꯌꯨꯇꯔ ꯁꯥꯏꯟꯁ ꯑꯁꯤ ꯉꯁꯤ ꯑꯩꯈꯣꯏꯅꯥ ꯎꯕꯥ ꯐꯪꯂꯤꯕꯥ ꯑꯅꯧꯕꯥ ꯇꯦꯛꯅꯣꯂꯣꯖꯤꯒꯤ ꯑꯌꯥꯝꯕ ꯁꯔꯨꯛꯁꯤꯡꯒꯤ ꯊꯧꯅꯥꯅꯤ꯫ ꯃꯁꯤꯅ ꯑꯥꯔꯇꯤꯐꯤꯁꯤꯑꯦꯜ ꯏꯟꯇꯤꯂꯤꯖꯦꯟꯁ, ꯕꯤꯒ ꯗꯇꯥ ꯑꯃꯁꯨꯡ ꯏꯟꯇꯔꯅꯦꯠ ꯑꯣꯐ ꯊꯤꯡꯁ ꯁꯦꯝꯒꯠꯄꯗꯥ ꯃꯔꯨꯑꯣꯏꯕ ꯊꯧꯗꯥꯡ ꯂꯧꯔꯤ, ꯃꯗꯨꯅꯥ ꯑꯩꯈꯣꯏꯒꯤ ꯄꯨꯟꯁꯤ, ꯊꯕꯛ ꯇꯧꯕ ꯑꯃꯁꯨꯡ ꯑꯃꯒ ꯑꯃꯒ ꯋꯥꯔꯤ ꯁꯥꯅꯕꯒꯤ ꯃꯑꯣꯡ ꯃꯇꯧꯗ ꯑꯍꯣꯡꯕꯥ ꯑꯃ ꯄꯨꯔꯛꯂꯦ꯫ ꯍꯦꯟꯅꯥ ꯐꯕꯥ ꯋꯥꯈꯜ ꯇꯥꯕ ꯋꯥꯔꯦꯞꯁꯤꯡ- ꯀꯝꯄꯌꯨꯇꯔ ꯁꯥꯏꯟꯁꯅꯥ ꯕꯤꯖꯤꯅꯦꯁꯁꯤꯡ ꯑꯃꯁꯨꯡ ꯑꯣꯔꯒꯅꯥꯏꯖꯦꯁꯟꯁꯤꯡꯅ ꯗꯇꯥ ꯈꯣꯝꯖꯤꯟꯕꯥ, ꯄ꯭ꯔꯣꯁꯦꯁ ꯇꯧꯕ ꯑꯃꯁꯨꯡ ꯏꯟꯇꯔꯄꯔꯥꯏꯖ ꯇꯧꯕꯒꯤ ꯃꯑꯣꯡ ꯃꯇꯧ ꯑꯗꯨ ꯍꯣꯡꯗꯣꯛꯈ꯭ꯔꯦ꯫ ꯀꯝꯄꯌꯨꯇꯔ ꯁꯥꯏꯟꯇꯤꯁ꯭ꯇꯁꯤꯡꯒꯤ ꯃꯇꯦꯡꯅꯥ ꯀꯝꯄꯦꯅꯤꯁꯤꯡꯅꯥ ꯔꯤꯑꯦꯜ-ꯇꯥꯏꯝ ꯗꯇꯥ ꯑꯦꯅꯥꯂꯥꯏꯁꯤꯁꯇꯥ ꯌꯨꯝꯐꯝ ꯑꯣꯏꯔꯒꯥ ꯍꯦꯟꯅꯥ ꯐꯕꯥ ꯋꯥꯔꯦꯞ ꯂꯧꯕ ꯉꯝꯃꯤ, ꯃꯁꯤꯅ ꯃꯈꯣꯏꯒꯤ ꯀꯝꯄꯤꯇꯤꯇꯤꯕꯅꯦꯁ ꯑꯃꯁꯨꯡ ꯏꯐꯤꯁꯤꯑꯦꯟꯁꯤ ꯍꯦꯒꯠꯍꯜꯂꯤ꯫ ꯄꯨꯟꯁꯤ ꯐꯒꯠꯍꯟꯕꯥ- ꯃꯥꯂꯦꯝ ꯁꯤꯟꯕꯥ ꯊꯨꯡꯅꯥ ꯃꯤꯑꯣꯏꯕꯒꯤ ꯄꯨꯟꯁꯤ ꯐꯒꯠꯍꯟꯕꯗꯥ ꯀꯝꯄꯌꯨꯇꯔ ꯁꯥꯏꯟꯁꯅꯥ ꯑꯆꯧꯕꯥ ꯊꯧꯗꯥꯡ ꯂꯧꯔꯤ꯫ ꯈꯨꯗꯝ ꯑꯣꯏꯅ, ꯃꯁꯤꯅ ꯗꯤꯁꯑꯦꯕꯜ ꯑꯣꯏꯔꯕ ꯃꯤꯑꯣꯏꯁꯤꯡꯒꯤꯗꯃꯛ ꯑꯦꯁꯤꯁ꯭ꯇꯦꯟꯇ ꯇꯦꯛꯅꯣꯂꯣꯖꯤ ꯁꯦꯝꯒꯠꯄꯗꯥ, ꯏꯟꯐꯣꯔꯃꯦꯁꯟ ꯑꯃꯁꯨꯡ ꯀꯝꯃꯌꯨꯅꯤꯀꯦꯁꯟ ꯍꯦꯟꯅ ꯈꯨꯗꯣꯡꯆꯥꯕ ꯄꯤꯕꯗ, ꯇꯦꯂꯤꯃꯦꯗꯤꯁꯤꯟ ꯑꯃꯁꯨꯡ ꯏ-ꯂꯔꯅꯤꯡꯒꯤ ꯈꯨꯗꯣꯡꯆꯥꯕ ꯄꯤꯕꯗꯥ, ꯑꯃꯁꯨꯡ ꯁꯥꯏꯟꯇꯤꯐꯤꯛ ꯔꯤꯁꯔꯆ ꯃꯥꯡꯂꯣꯝꯗꯥ ꯄꯨꯈꯠꯄꯗꯥ ꯃꯇꯦꯡ ꯄꯥꯡꯂꯦ꯫ ꯃꯈꯥꯗ ꯄꯤꯔꯤꯕꯥ ꯋꯥꯍꯩ ꯑꯁꯤ ꯃꯁꯤꯒꯤ ꯁꯦꯟꯇꯤꯃꯦꯟꯇꯀꯤ ꯃꯇꯨꯡ ꯏꯟꯅꯥ ꯀ꯭ꯂꯥꯁꯤꯐꯥꯏ ꯇꯧ (ꯄꯣꯖꯤꯇꯤꯕ, ꯅ꯭ꯌꯨꯠꯔꯤꯜ, ꯅꯦꯒꯦꯇꯤꯕ)꯫ ꯑꯩꯍꯥꯛꯅꯥ ꯄꯨꯛꯆꯦꯜ ꯁꯦꯡꯅꯥ ꯍꯥꯏꯕꯥ ꯉꯝꯃꯤ ꯃꯗꯨꯗꯤ ꯑꯩꯍꯥꯛꯅꯥ ꯑꯦꯛꯁꯄꯔꯤꯌꯦꯟꯁ ꯑꯁꯤꯕꯨ ꯌꯥꯝꯅ ꯂꯥꯡꯇꯛꯅꯩ꯫ ꯋꯥꯍꯩ ꯑꯁꯤꯒꯤ ꯁꯦꯟꯇꯤꯃꯦꯟꯇ ꯑꯁꯤ ꯅꯦꯒꯦꯇꯤꯕ ꯑꯣꯏ꯫ ꯃꯈꯥꯗ ꯄꯤꯔꯤꯕꯥ ꯋꯥꯍꯩ ꯑꯅꯤ ꯑꯁꯤ ꯒ꯭ꯔꯥꯃꯦꯇꯤꯛ ꯑꯣꯏꯅ ꯑꯆꯨꯝꯕꯔꯥ? ꯇꯨꯔꯦꯜ ꯑꯁꯤ ꯌꯥꯝꯅ ꯊꯨꯅꯥ ꯆꯦꯜꯂꯤ꯫ ꯃꯍꯥꯛ ꯅꯨꯡꯉꯥꯏꯅ ꯎꯕꯥ ꯐꯪꯏ꯫ ꯅꯠꯇꯦ, ꯑꯍꯥꯟꯕ ꯋꯥꯍꯩ ꯄꯔꯦꯡ ꯑꯁꯤ ꯒ꯭ꯔꯥꯃꯦꯇꯤꯛ ꯑꯣꯏꯅ ꯑꯆꯨꯝꯕꯥ ꯅꯠꯇꯦ, ꯑꯗꯨꯒ ꯑꯅꯤꯁꯨꯕꯥ ꯋꯥꯍꯩ ꯄꯔꯦꯡ ꯑꯗꯨꯅ ꯒ꯭ꯔꯥꯃꯦꯇꯤꯛ ꯑꯣꯏꯅ ꯑꯆꯨꯝꯕꯥ ꯑꯣꯏ꯫ ꯑꯍꯥꯟꯕ ꯋꯥꯍꯩ ꯄꯔꯦꯡ ꯑꯁꯤꯒꯤ ꯑꯆꯨꯝꯕ ꯃꯑꯣꯡ ꯑꯁꯤ ꯇꯨꯔꯦꯜ ꯑꯁꯤ ꯌꯥꯝꯅꯥ ꯊꯨꯅꯥ ꯆꯦꯜꯂꯤ" ꯍꯥꯏꯕꯁꯤ ꯑꯣꯏꯒꯗꯕꯅꯤ꯫ ꯑꯣꯟꯂꯥꯏꯟ ꯀ꯭ꯂꯥꯁꯀꯤ ꯃꯀꯣꯛ ꯊꯣꯡꯕꯥ ꯀꯥꯟꯅꯕꯁꯤꯡ ꯑꯍꯨꯝꯒꯤ ꯃꯃꯤꯡ ꯊꯣꯟꯕꯤꯌꯨ꯫ ꯐ꯭ꯂꯦꯛꯁꯤꯕꯤꯂꯤꯇꯤ ꯑꯃꯁꯨꯡ ꯈꯨꯗꯣꯡꯆꯥꯕ: ꯑꯣꯟꯂꯥꯏꯟ ꯀ꯭ꯂꯥꯁꯁꯤꯡꯅꯥ ꯃꯇꯝ ꯑꯃꯠꯇꯗꯥ ꯑꯃꯁꯨꯡ ꯃꯐꯝ ꯑꯃꯍꯦꯛꯇꯗꯒꯤ, ꯅꯍꯥꯛꯅꯥ ꯀꯝꯄꯌꯨꯇꯔ ꯑꯃꯁꯨꯡ ꯏꯟꯇꯔꯅꯦꯠ ꯀꯅꯦꯛꯁꯟ ꯂꯩꯕ ꯃꯇꯝꯗꯥ, ꯀꯣꯔꯁꯋꯥꯔꯛ ꯇꯝꯕꯥ ꯑꯃꯁꯨꯡ ꯂꯣꯏꯁꯤꯟꯕꯒꯤ ꯈꯨꯗꯣꯡꯆꯥꯕ ꯄꯤꯔꯤ꯫ ꯐ꯭ꯂꯦꯛꯁꯤꯕꯤꯂꯤꯇꯤꯒꯤ ꯊꯥꯛ ꯑꯁꯤꯅ ꯑꯦꯖꯨꯀꯦꯁꯟ ꯇꯝꯂꯤꯉꯩꯗ ꯄꯔꯁꯣꯅꯦꯜ ꯑꯃꯁꯨꯡ ꯄ꯭ꯔꯣꯐꯦꯁ꯭ꯅꯦꯜ ꯀꯃꯤꯠꯃꯦꯟꯇꯁꯤꯡ ꯕꯦꯂꯦꯟꯁ ꯇꯧꯕꯗ ꯂꯥꯏꯍꯜꯂꯤ꯫ ꯃꯃꯜ ꯍꯣꯡꯕꯥ: ꯑꯣꯟꯂꯥꯏꯟ ꯀ꯭ꯂꯥꯁꯁꯤꯡ ꯑꯁꯤ ꯑꯌꯥꯝꯕꯅꯥ ꯇ꯭ꯔꯦꯗꯤꯁ꯭ꯅꯦꯜ ꯏꯟ-ꯄꯔꯁꯟ ꯀ꯭ꯂꯥꯁꯁꯤꯡꯗꯒꯤ ꯍꯦꯟꯅꯥ ꯁꯦꯟꯗꯣꯡ ꯂꯩꯕ ꯌꯥꯏ꯫ ꯇꯤꯎꯁꯟ, ꯆꯠꯊꯣꯛ-ꯆꯠꯁꯤꯟ, ꯇꯦꯛꯁꯕꯨꯛ, ꯑꯃꯁꯨꯡ ꯍꯥꯎꯖꯤꯡꯒꯥ ꯃꯔꯤ ꯂꯩꯅꯕꯥ ꯃꯃꯜ ꯍꯟꯊꯔꯛꯄꯅ ꯃꯔꯝ ꯑꯣꯏꯗꯨꯅꯥ ꯃꯤꯑꯣꯏ ꯃꯁꯤꯡ ꯌꯥꯝꯅꯥ ꯃꯍꯩ-ꯃꯁꯤꯡ ꯇꯝꯕꯒꯤ ꯈꯨꯗꯣꯡꯆꯥꯕ ꯍꯦꯟꯅꯥ ꯐꯪꯍꯜꯂꯤ꯫ ꯄꯔꯁꯣꯅꯦꯂꯥꯏꯖ ꯂꯔꯅꯤꯡ: ꯑꯣꯅꯂꯥꯏꯟ ꯀ꯭ꯂꯥꯁꯁꯤꯡꯅꯥ ꯄꯦꯁꯤꯡ ꯑꯃꯁꯨꯡ ꯀꯣꯔꯁ ꯄꯤꯕꯒꯤ ꯃꯑꯣꯡꯁꯤꯡꯗꯥ ꯍꯦꯟꯅꯥ ꯐ꯭ꯂꯦꯛꯁꯤꯕꯜ ꯑꯣꯏꯕꯥ ꯌꯥꯍꯜꯂꯤ꯫ ꯃꯍꯩꯔꯣꯏꯁꯤꯡꯅꯥ ꯂꯦꯛꯆꯔꯁꯤꯡ ꯑꯃꯨꯛ ꯍꯟꯅꯥ ꯌꯦꯡꯕꯥ ꯌꯥꯏ ꯅꯠꯇꯔꯒ ꯃꯊꯧ ꯇꯥꯕꯒꯤ ꯃꯇꯨꯡ ꯏꯟꯅꯥ ꯂꯦꯁꯟꯁꯤꯡ ꯊꯝꯖꯤꯟꯕꯥ ꯌꯥꯏ, ꯃꯈꯣꯏꯒꯤ ꯂꯔꯅꯤꯡ ꯑꯗꯨ ꯃꯈꯣꯏꯒꯤ ꯃꯤꯑꯣꯏ ꯑꯃꯒꯤ ꯃꯊꯧ ꯇꯥꯕꯁꯤꯡꯒꯥ ꯆꯨꯅꯕꯥ ꯃꯑꯣꯡꯗ ꯁꯦꯝꯗꯣꯛꯄ ꯌꯥꯏ꯫ ꯃꯁꯤꯒꯤ ꯃꯊꯛꯇꯥ, ꯚꯔꯆꯨꯑꯦꯜ ꯀ꯭ꯂꯥꯁꯔꯨꯝꯁꯤꯡꯅꯥ ꯑꯌꯥꯝꯕꯅ ꯚꯤꯗꯤꯑꯣ ꯑꯃꯁꯨꯡ ꯄꯣꯗꯀꯥꯁ꯭ꯇꯇꯒꯤ ꯍꯧꯔꯒꯥ ꯏꯟꯇꯔꯦꯛꯇꯤꯕ ꯒꯦꯝꯁꯤꯡ ꯑꯃꯁꯨꯡ ꯁꯤꯃꯨꯂꯦꯁꯟꯁꯤꯡ ꯐꯥꯎꯕ ꯃꯈꯜ ꯀꯌꯥꯒꯤ ꯃꯜꯇꯤꯃꯦꯗꯤꯌꯥ ꯀꯝꯄꯣꯅꯦꯟꯇꯁꯤꯡ ꯄꯤꯔꯤ, ꯃꯗꯨꯅꯥ ꯀꯣꯔꯁꯀꯤ ꯃꯆꯥꯛꯁꯤꯡꯒꯤ ꯃꯇꯥꯡꯗ ꯈꯪꯕꯥ ꯍꯦꯒꯠꯍꯟꯕꯥ ꯑꯃꯁꯨꯡ ꯍꯦꯟꯅꯥ ꯆꯦꯠꯁꯤꯜꯍꯟꯕꯥ ꯉꯝꯒꯅꯤ꯫